ꯑꯣꯄꯟ ꯁꯤꯁꯇꯦꯝ ꯏꯟꯇꯔꯦꯛꯁꯟ ꯒꯤ ꯃꯣꯗꯦꯜꯒꯤ ꯂꯦꯌꯔꯤꯡ ꯑꯗꯨ ꯐꯣꯡꯗꯣꯛꯄꯤꯌꯨ꯫ ꯅꯣꯏꯟꯄꯨꯠ ꯇꯧꯕ - ꯃꯣꯗꯦꯜ, ꯅꯠꯇꯔꯒ ꯑꯣꯄꯟ ꯁꯤꯁꯇꯦꯝꯁ ꯏꯟꯇꯔꯅꯦꯛꯇ ꯃꯣꯗꯦꯜ ꯑꯁꯤ ꯅꯦꯠꯋꯥꯔꯀꯤꯡ ꯅꯠꯇꯔꯒ ꯇꯦꯂꯤꯀꯝꯃ꯭ꯌꯨꯅꯤꯀꯦꯁꯟ ꯁꯤꯁꯇꯦꯝ ꯑꯃꯒꯤ ꯐꯪꯛꯁꯟꯁꯤꯡ ꯐꯣꯡꯗꯣꯛꯅꯕꯒꯤꯗꯃꯛꯇ ꯁꯤꯖꯤꯟꯅꯕ ꯀꯟꯁꯦꯞꯆꯨꯑꯦꯜ ꯐ꯭ꯔꯦꯝꯋꯥꯔꯛ ꯑꯃꯅꯤ꯫ ꯃꯣꯗꯦꯜ ꯑꯁꯤ ꯇꯣꯉꯥꯟꯕ ꯂꯦꯌꯔ ꯇꯔꯦꯠꯇꯥ ꯈꯥꯏꯗꯣꯛꯏ, ꯃꯈꯣꯏ ꯈꯨꯗꯤꯡꯃꯛꯅ ꯀꯝꯃ꯭ꯌꯨꯅꯤꯀꯦꯁꯟ ꯄ꯭ꯔꯣꯁꯦꯁꯀꯤ ꯑꯀꯛꯅꯕ ꯁꯔꯨꯛ ꯑꯃ ꯔꯤꯄꯔꯖꯦꯟꯇ ꯇꯧꯔꯤ꯫ ꯑꯣꯄꯟ ꯁꯤꯁꯇꯦꯝ ꯏꯟꯇꯔꯀꯅꯦꯛꯇꯁꯟ ꯒꯤ ꯃꯣꯗꯦꯜꯒꯤ ꯂꯦꯌꯔ ꯈꯨꯗꯤꯡꯃꯛꯅ ꯑꯀꯛꯅꯕ ꯐꯪꯛꯁꯟ ꯑꯃ‌ ꯂꯩ ꯑꯃꯁꯨꯡ ꯃꯁꯤꯒꯤ ꯃꯊꯛꯇ ꯂꯩꯕ ꯂꯦꯌꯔ ꯑꯗꯨꯗ ꯁꯔꯚꯤꯁꯁꯤꯡ ꯄꯤꯔꯤ, ꯑꯗꯨꯒ ꯃꯈꯥꯒꯤ ꯂꯦꯌꯔ ꯑꯗꯨꯗꯒꯤ ꯁꯔꯚꯤꯁꯁꯤꯡ ꯐꯪꯏ꯫ ꯃꯈꯥꯗ ꯂꯦꯌꯔ ꯈꯨꯗꯤꯡꯃꯛꯀꯤ ꯑꯃꯁꯨꯡ ꯃꯁꯤꯒꯤ ꯐꯪꯛꯁꯟꯁꯤꯡꯒꯤ ꯃꯇꯥꯡꯗ ꯁꯟꯗꯣꯛꯅ ꯇꯥꯛꯂꯤ꯫ ꯐꯤꯖꯤꯀꯦꯜ ꯂꯦꯌꯔ - ꯃꯁꯤ ꯑꯣꯄꯟ ꯁꯤꯁꯇꯦꯝ ꯏꯟꯇꯔꯀꯅꯦꯛꯇꯁꯟ ꯒꯤ ꯃꯣꯗꯦꯜꯒꯤ ꯈ꯭ꯋꯥꯏꯗꯒꯤ ꯅꯦꯝꯕ ꯂꯦꯌꯔꯅꯤ ꯑꯃꯁꯨꯡ ꯃꯁꯤꯅ ꯗꯤꯚꯥꯏꯁꯁꯤꯡꯒꯤ ꯃꯔꯛꯇ ꯑꯀꯪꯕ, ꯑꯟꯁ꯭ꯇꯔꯛꯆꯔ ꯗꯦꯇꯥ ꯇ꯭ꯔꯥꯟꯁꯃꯤꯁꯟ ꯑꯃꯁꯨꯡ ꯔꯤꯁꯦꯞꯁꯟꯒꯤ ꯗꯥꯏꯇ ꯂꯧꯏ꯫ ꯗꯦꯇꯥ ꯂꯤꯡꯀ ꯂꯦꯌꯔ - ꯂꯦꯌꯔ ꯑꯁꯤꯅ ꯗꯦꯇꯥꯒꯤ ꯕꯤꯠꯁꯤꯡ ꯑꯁꯤ ꯐ꯭ꯔꯦꯝꯁꯤꯡꯗ ꯑꯣꯔꯒꯅꯥꯏꯖ ꯇꯧꯗꯨꯅ ꯑꯃꯁꯨꯡ ꯗꯤꯚꯥꯏꯁꯁꯤꯡꯒꯤ ꯃꯔꯛꯇ ꯗꯦꯇꯥꯒꯤ ꯐ꯭ꯂꯣ ꯀꯟꯇ꯭ꯔꯣꯜ ꯇꯧꯗꯨꯅ ꯗꯤꯚꯥꯏꯁ ꯑꯅꯤꯒꯤ ꯃꯔꯛꯇ ꯊꯥꯖꯕ ꯌꯥꯕ ꯂꯤꯡ ꯑꯃ ꯄꯤꯔꯤ꯫ ꯅꯦꯠꯋꯥꯔꯛ ꯂꯦꯌꯔ -ꯂꯦꯌꯔ ꯑꯁꯤꯅ ꯁꯣꯔꯁꯇꯒꯤ ꯗꯦꯁꯇꯤꯅꯦꯁꯟ ꯐꯥꯎꯕꯒꯤ ꯅꯦꯠꯋꯥꯔꯛ ꯄꯨꯝꯅꯃꯛꯇ ꯗꯦꯇꯥ ꯄꯦꯀꯦꯠꯁꯤꯡ ꯑꯦꯗ꯭ꯔꯦꯁ ꯇꯧꯕ, ꯔꯨꯇꯤꯡ ꯇꯧꯕ ꯑꯃꯁꯨꯡ ꯐꯣꯔꯋꯥꯔꯗ ꯇꯧꯕꯒꯤ ꯊꯧꯗꯥꯡ ꯂꯧꯏ꯫ ꯇ꯭ꯔꯥꯟꯁꯄꯣꯔꯠ ꯂꯦꯌꯔ - ꯂꯦꯌꯔ ꯑꯁꯤꯅ ꯗꯦꯇꯥ ꯑꯁꯤ ꯊꯥꯖꯕ ꯌꯥꯅ ꯑꯃꯁꯨꯡ ꯑꯣꯔꯗꯔ ꯇꯧꯗꯨꯅ ꯌꯧꯍꯟꯕ ꯉꯝꯅꯕ ꯑꯦꯔꯥꯔ ꯀꯟꯇ꯭ꯔꯣꯜ, ꯐ꯭ꯂꯣ ꯀꯟꯇ꯭ꯔꯣꯜ, ꯑꯃꯁꯨꯡ ꯁꯦꯛꯃꯦꯟꯇꯦꯁꯟꯒꯨꯝꯕ ꯑꯦꯟꯗ-ꯇꯨ-ꯑꯦꯟꯗ ꯀꯝꯃ꯭ꯌꯨꯅꯤꯀꯦꯁꯟ ꯁꯔꯕꯤꯁꯁꯤꯡ ꯄꯤꯔꯤ꯫ ꯁꯦꯁꯟ ꯂꯦꯌꯔ -ꯂꯦꯌꯔ ꯑꯁꯤꯅ ꯗꯤꯚꯥꯏꯁꯁꯤꯡꯒꯤ ꯃꯔꯛꯇ ꯀꯝꯃ꯭ꯌꯨꯅꯤꯀꯦꯁꯟ ꯁꯦꯁ꯭ꯟꯁꯤꯡ ꯂꯤꯡꯈꯠꯄ, ꯃꯦꯟꯇꯤꯅꯦꯟꯁ ꯇꯧꯕ ꯑꯃꯁꯨꯡ ꯂꯣꯏꯁꯤꯟꯕꯒꯤ ꯊꯕꯛꯁꯤꯡ ꯃꯦꯅꯦꯖ ꯇꯧꯏ꯫ ꯄ꯭ꯔꯖꯦꯟꯇꯦꯁꯟ ꯂꯦꯌꯔ -ꯂꯦꯌꯔ ꯑꯁꯤꯅ ꯗꯦꯇꯥ ꯑꯗꯨ ꯐꯣꯔꯃꯦꯠ ꯇꯧꯕ, ꯀꯝꯄ꯭ꯔꯦꯁꯟ ꯇꯧꯕ ꯑꯃꯁꯨꯡ ꯑꯦꯟꯀ꯭ꯔꯤꯞꯇ ꯇꯧꯕꯒꯤ ꯊꯧꯗꯥꯡ ꯂꯧꯗꯨꯅ ꯔꯤꯁꯤꯚ ꯇꯧꯔꯤꯕ ꯗꯤꯚꯥꯏꯁ ꯑꯗꯨꯅ ꯃꯗꯨ ꯃꯑꯣꯡ ꯆꯨꯝꯅ ꯂꯧꯁꯤꯟꯕ ꯉꯝꯍꯜꯂꯤ꯫ ꯑꯦꯞꯄ꯭ꯂꯤꯀꯦꯁꯟ ꯂꯦꯌꯔ - ꯃꯁꯤ ꯃꯣꯗꯦꯜꯒꯤ ꯈ꯭ꯋꯥꯏꯗꯒꯤ ꯃꯊꯛ ꯊꯪꯕ ꯂꯦꯌꯔꯅꯤ, ꯑꯃꯁꯨꯡ ꯃꯁꯤꯅ ꯏꯃꯦꯏꯜ, ꯐꯥꯏꯜ ꯇ꯭ꯔꯥꯟꯁꯐꯔ, ꯑꯃꯁꯨꯡ ꯋꯦꯕ ꯕ꯭ꯔꯥꯎꯖꯤꯡꯒꯨꯝꯕ ꯁꯔꯚꯤꯁꯁꯤꯡ ꯑꯁꯤ ꯑꯦꯟꯗ ꯌꯨꯖꯔꯗ ꯍꯛꯊꯦꯡꯅꯅ ꯄꯤꯔꯤ꯫